ꯃꯈꯥꯒꯤ ꯁꯩꯔꯦꯡ ꯑꯁꯤꯗ ꯁꯤꯖꯤꯟꯅꯔꯤꯕ ꯁꯤꯃꯤꯂꯤ ꯑꯃꯒꯤ ꯈꯨꯗꯝ ꯑꯃ ꯄꯤꯌꯨ꯫ "ꯅꯍꯥꯛꯅ ꯑꯀꯣꯏꯕꯗ ꯌꯦꯡꯂꯨꯔꯒꯗꯤ ꯀꯔꯤ ꯎꯔꯤꯕꯅꯣ? ꯃꯉꯥꯜ ꯅꯥꯏꯔꯕ ꯃꯥꯂꯦꯝ ꯑꯁꯤ ꯃꯐꯝ ꯈꯨꯗꯤꯡꯗ ꯂꯩꯔꯤ꯫ ꯑꯁꯨꯛ ꯌꯥꯝꯅ ꯐꯖꯕ ꯅꯍꯥꯛꯀꯤ ꯃꯤꯠꯅ ꯎꯕ ꯐꯪꯒꯅꯤ ꯅꯨꯃꯤꯗꯥꯡꯗ ꯉꯥꯟꯊꯣꯛꯂꯤꯕ ꯊꯥꯁꯤꯡꯒꯨꯝꯅ"꯫ ꯁꯩꯔꯦꯡ ꯑꯁꯤꯗ ꯁꯤꯖꯤꯟꯅꯈꯤꯕ ꯁꯤꯃꯤꯂꯤ ꯑꯃꯗꯤ " ꯑꯌꯨꯛꯇ ꯉꯥꯎꯖꯕ ꯇꯔꯥꯒꯨꯝꯅ" ꯍꯥꯏꯕꯅꯤ꯫ ꯃꯁꯤꯅ ꯑꯥꯏꯕ ꯑꯁꯤꯒꯤ ꯃꯤꯠꯅ ꯎꯕ ꯉꯝꯕ ꯐꯖꯔꯕ ꯄꯣꯠꯁꯛ ꯑꯃꯒ ꯅꯨꯃꯤꯗꯥꯡꯒꯤ ꯑꯇꯤꯌꯥꯗ ꯊꯨꯝꯖꯤꯜꯂꯛꯄ ꯇꯔꯥꯒ ꯆꯥꯡꯗꯝꯅꯩ꯫ ꯃꯆꯨ ꯑꯅꯤ ꯈꯟꯕꯤꯌꯨ ꯑꯃꯁꯨꯡ ꯃꯈꯣꯏꯅ ꯀꯔꯤ ꯏꯃꯣꯁꯟꯁꯤꯡ ꯄꯣꯛꯍꯟꯕꯒꯦ ꯍꯥꯏꯕꯗꯨ ꯁꯟꯗꯣꯛꯅ ꯇꯥꯛꯄꯤꯌꯨ꯫ ꯍꯤꯒꯣꯛ ꯑꯃꯁꯨꯡ ꯍꯪꯒꯥꯝꯄꯥꯟ꯫ ꯍꯤꯒꯣꯛ ꯑꯁꯤ ꯑꯌꯥꯝꯕꯅ ꯇꯪꯗꯨ ꯂꯩꯇꯥꯕ, ꯅꯨꯡꯉꯥꯏꯕꯒꯤ ꯐꯤꯚꯝꯁꯤꯡꯒ ꯃꯔꯤ ꯂꯩꯅꯩ꯫ ꯃꯁꯤ ꯑꯇꯤꯌꯥ ꯑꯃꯁꯨꯡ ꯁꯃꯨꯗ꯭ꯔꯒꯤ ꯃꯆꯨꯅꯤ꯫ ꯃꯔꯝ ꯑꯗꯨꯅ ꯃꯁꯤꯒꯤ ꯃꯍꯧꯁꯥꯒꯤ ꯑꯣꯏꯕ ꯑꯃꯁꯨꯡ ꯅꯨꯡꯉꯥꯏꯕ ꯋꯥꯐꯝ ꯑꯃꯁꯨ ꯂꯩ꯫ ꯍꯤꯒꯣꯛꯅ ꯊꯥꯖꯕ ꯑꯃꯁꯨꯡ ꯊꯥꯖꯕꯒꯤ ꯋꯥꯈꯜꯂꯣꯟ ꯄꯣꯛꯍꯟꯕ ꯉꯝꯃꯤ꯫ ꯃꯁꯤꯒ ꯂꯣꯏꯅꯅ ꯂꯧꯁꯤꯡ ꯑꯃꯁꯨꯡ ꯂꯧꯁꯤꯡꯁꯨ ꯂꯩꯍꯟꯕ ꯉꯝꯃꯤ꯫ ꯍꯪꯒꯥꯝꯄꯥꯟ ꯑꯁꯤ ꯃꯉꯥꯜ ꯂꯩꯕ ꯑꯃꯁꯨꯡ ꯏꯅꯔꯖꯤ ꯄꯤꯕ ꯃꯆꯨ ꯑꯃꯅꯤ꯫ ꯃꯁꯤꯅ ꯅꯨꯃꯤꯠ, ꯑꯣꯞꯇꯤꯃꯤꯖꯝ ꯑꯃꯁꯨꯡ ꯅꯨꯡꯉꯥꯏꯕ ꯐꯣꯡꯗꯣꯛꯏ꯫ ꯃꯁꯤ ꯑꯌꯥꯝꯕꯅ ꯍꯔꯥꯎꯕ, ꯑꯁꯥ ꯑꯃꯁꯨꯡ ꯄꯣꯖꯤꯇꯤꯚꯤꯇꯤꯒ ꯃꯔꯤ ꯂꯩꯅꯩ꯫ ꯍꯪꯒꯥꯝꯄꯥꯟ ꯑꯁꯤꯅ ꯃꯦꯟꯇꯜ ꯑꯦꯛꯇꯤꯚꯤꯇꯤ ꯍꯦꯟꯒꯠꯍꯜꯂꯤ ꯑꯃꯁꯨꯡ ꯀꯟꯁꯦꯟꯇ꯭ꯔꯦꯁꯟ ꯍꯦꯟꯒꯠꯍꯜꯂꯤ꯫ ꯃꯁꯤꯅ ꯃꯌꯦꯛ ꯁꯦꯡꯕ ꯑꯃꯁꯨꯡ ꯆꯦꯛꯁꯤꯟꯅ ꯂꯩꯕꯒꯤ ꯋꯥꯈꯜꯂꯣꯟ ꯑꯃ ꯄꯤ ꯍꯥꯏꯅ ꯈꯪꯅꯩ꯫ ꯃꯁꯤ ꯑꯌꯥꯝꯕꯅ ꯅꯨꯡꯉꯥꯏꯕ, ꯃꯔꯨꯞ-ꯃꯄꯥꯡ ꯑꯣꯏꯕ ꯑꯃꯁꯨꯡ ꯍꯔꯥꯎꯕꯒꯤ ꯋꯥꯈꯜꯂꯣꯟ ꯑꯃ ꯁꯦꯝꯒꯠꯅꯕ ꯁꯤꯖꯤꯟꯅꯩ꯫ ꯍꯤꯒꯣꯛ ꯑꯃꯁꯨꯡ ꯍꯪꯒꯥꯝꯄꯥꯟꯅ ꯄꯨꯟꯅ ꯑꯅꯧꯕ, ꯄꯨꯛꯅꯤꯡ ꯊꯧꯒꯠꯅꯤꯡꯉꯥꯏ ꯑꯣꯏꯕ ꯑꯃꯁꯨꯡ ꯄꯣꯖꯤꯇꯤꯚ ꯑꯣꯏꯕ ꯑꯦꯠꯃꯣꯁ꯭ꯐꯤꯌꯔ ꯑꯃ ꯁꯦꯝꯒꯠꯄ ꯉꯝꯃꯤ꯫ ꯃꯁꯤꯅ ꯅꯨꯡꯉꯥꯏꯕ ꯑꯃꯁꯨꯡ ꯑꯁꯥꯒꯤ ꯋꯥꯈꯜꯂꯣꯟꯁꯤꯡ ꯐꯣꯡꯗꯣꯛꯄ ꯉꯝꯒꯅꯤ꯫ ꯀꯔꯤꯒꯤꯗꯃꯛꯇ ꯚꯦꯔꯤꯑꯦꯕꯜ ꯑꯅꯤꯒꯤ ꯃꯔꯛꯇ ꯑꯔꯥꯟꯕ ꯃꯔꯤ ꯑꯃ ꯂꯩꯔꯤꯕꯅꯣ ꯍꯥꯏꯕꯗꯨ ꯁꯟꯗꯣꯛꯅ ꯇꯥꯛꯄꯤꯌꯨ꯫ ꯚꯦꯔꯤꯑꯦꯕꯜ ꯑꯃꯗ ꯍꯦꯟꯒꯠꯂꯛꯄꯅ ꯑꯇꯣꯞꯄ ꯚꯦꯔꯤꯑꯦꯕꯜ ꯑꯗꯨꯗ ꯍꯟꯊꯔꯛꯄ ꯃꯇꯝꯗ ꯚꯦꯔꯤꯑꯦꯕꯜ ꯑꯅꯤꯒꯤ ꯃꯔꯛꯇ ꯏꯟꯚꯔꯁ ꯔꯤꯂꯦꯁꯟꯁꯤꯞ ꯑꯃ ꯂꯩ ꯫ ꯃꯁꯤ ꯅꯦꯒꯦꯇꯤꯚ ꯀꯣꯔꯤꯂꯦꯁꯟ ꯍꯥꯏꯅꯁꯨ ꯈꯪꯅꯩ꯫ ꯑꯇꯣꯞꯄ ꯋꯥꯍꯟꯊꯣꯛ ꯑꯃꯗ ꯍꯥꯏꯔꯕꯗ, ꯚꯦꯔꯤꯑꯦꯕꯜ ꯑꯅꯤ ꯑꯁꯤ ꯃꯥꯏꯀꯩ ꯑꯃꯔꯣꯝꯗ ꯆꯠꯂꯤ꯫ ꯃꯁꯤꯒꯤ ꯑꯔꯥꯟꯕ ꯃꯔꯤ ꯑꯁꯤꯒꯤ ꯃꯔꯝ ꯑꯁꯤ ꯋꯥꯍꯪ ꯑꯣꯏꯔꯤꯕ ꯑꯀꯛꯅꯕ ꯚꯦꯔꯤꯑꯦꯕꯜꯁꯤꯡꯒꯤ ꯃꯇꯨꯡ ꯏꯟꯅ ꯈꯦꯠꯅꯕ ꯌꯥꯏ, ꯑꯗꯨꯕꯨ ꯃꯍꯧꯁꯥꯅ ꯃꯁꯤ ꯚꯦꯔꯤꯑꯦꯕꯜ ꯑꯅꯤ ꯑꯁꯤ ꯑꯃꯒ ꯑꯃꯒ ꯁꯝꯅꯔꯛꯄ ꯃꯇꯝꯗ ꯊꯣꯛꯏ꯫ ꯃꯗꯨꯗꯤ ꯑꯃꯗ ꯑꯍꯣꯡꯕ ꯑꯃ ꯂꯥꯛꯄꯅ ꯑꯇꯣꯞꯄ ꯑꯃꯗ ꯍꯛꯊꯦꯡꯅꯅ ꯁꯣꯍꯜꯂꯤ꯫ ꯈꯨꯗꯝ ꯑꯣꯏꯅ, ꯄꯣꯠ ꯑꯃꯒꯤ ꯃꯃꯜ ꯑꯃꯁꯨꯡ ꯄꯣꯠ ꯑꯗꯨꯒꯤ ꯗꯤꯃꯥꯟꯗ ꯇꯧꯔꯤꯕ ꯃꯁꯤꯡ ꯑꯗꯨꯒꯤ ꯃꯔꯛꯇ ꯂꯩꯔꯤꯕ ꯃꯔꯤ ꯑꯗꯨ ꯈꯟꯅꯔꯁꯤ꯫ ꯄꯣꯠ ꯑꯗꯨꯒꯤ ꯃꯃꯜ ꯍꯦꯟꯒꯠꯂꯛꯄ ꯃꯇꯝꯗ ꯀꯟꯖ꯭ꯌꯨꯃꯔꯁꯤꯡꯅ ꯗꯤꯃꯥꯟꯗ ꯇꯧꯔꯤꯕ ꯃꯁꯤꯡ ꯑꯗꯨ ꯍꯟꯊꯔꯛꯏ꯫ ꯃꯔꯝꯗꯤ ꯃꯤꯌꯥꯝꯅ ꯍꯦꯟꯅ ꯃꯃꯜ ꯌꯥꯝꯂꯕ ꯄꯣꯠꯊꯣꯛ ꯑꯗꯨꯒꯤꯗꯃꯛ ꯁꯦꯜ ꯄꯤꯕ ꯉꯝꯗꯕ ꯅꯠꯇ꯭ꯔꯒ ꯄꯤꯕ ꯉꯝꯗꯦ꯫ ꯃꯁꯤꯒꯤ ꯑꯣꯟꯅ-ꯇꯩꯅꯕꯗ ꯄꯣꯠ ꯑꯗꯨꯒꯤ ꯃꯃꯜ ꯍꯟꯊꯔꯛꯄ ꯃꯇꯝꯗ ꯀꯟꯖ꯭ꯌꯨꯃꯔꯁꯤꯡꯅ ꯗꯤꯃꯥꯟꯗ ꯇꯧꯔꯤꯕ ꯃꯁꯤꯡ ꯑꯗꯨ ꯍꯦꯟꯒꯠꯂꯛꯏ, ꯃꯔꯝꯗꯤ ꯃꯤꯌꯥꯝꯅ ꯍꯦꯟꯅ ꯁꯦꯟꯗꯣꯡ ꯂꯩꯕ ꯄꯣꯠꯊꯣꯛ ꯑꯗꯨꯒꯤꯗꯃꯛ ꯁꯦꯜ ꯄꯤꯕ ꯍꯦꯟꯅ ꯄꯥꯝꯃꯤ ꯅꯠꯇ꯭ꯔꯒ ꯇꯧꯕ ꯉꯝꯃꯤ꯫ ꯃꯁꯤꯒꯤ ꯀꯦꯁ ꯑꯁꯤꯗ ꯃꯃꯜ ꯑꯃꯁꯨꯡ ꯗꯤꯃꯥꯟꯗ ꯇꯧꯔꯤꯕ ꯃꯁꯤꯡꯒꯤ ꯃꯔꯛꯇ ꯑꯔꯥꯟꯕ ꯃꯔꯤ ꯑꯃ ꯂꯩ꯫ ꯈꯪꯖꯤꯟꯒꯗꯕ ꯑꯃꯅ, ꯚꯦꯔꯤꯑꯦꯕꯜ ꯑꯃꯗ ꯑꯍꯣꯡꯕ ꯑꯃ ꯂꯥꯛꯄꯅ ꯑꯇꯣꯞꯄ ꯚꯦꯔꯤꯑꯦꯕꯜ ꯑꯗꯨꯗ ꯑꯍꯣꯡꯕ ꯑꯃ ꯄꯨꯔꯛꯄ ꯃꯇꯝꯗ ꯚꯦꯔꯤꯑꯦꯕꯜ ꯑꯅꯤꯒꯤ ꯃꯔꯛꯇ ꯑꯔꯥꯟꯕ ꯃꯔꯤ ꯑꯃ ꯂꯩ꯫ ꯃꯔꯝꯗꯤ ꯚꯦꯔꯤꯑꯦꯕꯜ ꯑꯅꯤ ꯑꯁꯤꯅ ꯑꯃꯒ ꯑꯃꯒ ꯍꯛꯊꯦꯡꯅꯅ ꯁꯣꯛꯍꯜꯂꯤ꯫